ꯔꯦꯅꯦꯁꯟꯁꯀꯤ ꯑꯥꯔꯠꯄꯨ ꯃꯣꯗꯔꯟ ꯑꯥꯔꯠꯀ ꯆꯥꯡꯗꯝꯅꯕ꯫ ꯇꯔꯥꯃꯔꯤ ꯁꯨꯕ ꯆꯍꯤꯆꯥꯗ ꯏꯇꯥꯂꯤꯗ ꯍꯧꯔꯛꯄ ꯔꯦꯅꯦꯁꯟꯁ ꯑꯥꯔꯠ ꯑꯃꯁꯨꯡ ꯇꯔꯥꯅꯤꯄꯜ ꯁꯨꯕ ꯆꯍꯤꯆꯥꯒꯤ ꯑꯔꯣꯏꯕꯗ ꯍꯧꯔꯛꯄ ꯃꯣꯗꯔꯟ ꯑꯥꯔꯠ ꯑꯁꯤ ꯇꯣꯞ ꯇꯣꯞꯄ ꯈꯦꯠꯅꯕ ꯑꯃꯁꯨꯡ ꯃꯥꯟꯅꯕ ꯑꯥꯔꯠꯀꯤ ꯃꯃꯤꯡ ꯂꯩꯔꯕ ꯃꯇꯝ ꯑꯅꯤꯅꯤ꯫ ꯔꯦꯅꯦꯁꯟꯁ ꯑꯥꯔꯠ ꯑꯁꯤ ꯔꯤꯑꯦꯂꯤꯖꯝꯗ ꯃꯤꯠꯌꯦꯡ ꯊꯝꯕꯅ ꯃꯁꯛ ꯇꯥꯛꯂꯤ, ꯃꯁꯤꯗ ꯂꯤꯅꯤꯌꯔ ꯄꯔꯁꯄꯦꯛꯇꯤꯕ, ꯆꯤꯌꯥꯔꯣꯁꯀꯨꯔꯣ (ꯃꯉꯥꯜ ꯑꯃꯁꯨꯡ ꯁꯦꯡꯕꯒꯤ ꯀꯟꯇ꯭ꯔꯁ), ꯑꯃꯁꯨꯡ ꯁ꯭ꯐꯨꯃꯦꯇꯣ (ꯃꯆꯨ ꯕ꯭ꯂꯦꯟꯗ ꯇꯧꯗꯨꯅ ꯇꯔꯨ ꯇꯅꯥꯟꯕ, ꯁꯦꯡꯂꯕ ꯏꯐꯦꯛ ꯑꯃ ꯁꯦꯝꯅꯕ)ꯒꯨꯝꯕ ꯇꯦꯛꯅꯤꯛꯁꯤꯡ ꯁꯤꯖꯤꯟꯅꯗꯨꯅ ꯊ꯭ꯔꯤ-ꯗꯤꯃꯦꯟꯁꯤꯌꯦꯜ ꯑꯃ ꯁꯦꯝꯈꯤ꯫ ꯑꯃꯁꯨꯡ ꯄꯦꯟꯇꯤꯡ ꯑꯃꯁꯨꯡ ꯁ꯭ꯀꯥꯂꯞꯆꯔꯁꯤꯡꯗ ꯄꯨꯟꯁꯤꯒꯤ ꯃꯑꯣꯡ ꯃꯇꯧ ꯎꯕ ꯐꯪꯏ꯫ ꯃꯇꯝ ꯑꯁꯤꯒꯤ ꯃꯅꯨꯡꯗ ꯑꯥꯔꯇꯤꯁꯁꯤꯡꯅ ꯃꯔꯨ ꯑꯣꯏꯅ ꯃꯤꯑꯣꯏꯕꯒꯤ ꯑꯦꯅꯥꯇꯣꯃꯤꯗ ꯑꯆꯧꯕ ꯃꯤꯠꯌꯦꯡ ꯊꯝꯗꯨꯅ, ꯃꯤꯑꯣꯏꯕꯒꯤ ꯏꯃꯣꯁꯟꯁꯤꯡꯕꯨ ꯔꯤꯑꯦꯂꯤꯖꯝ ꯑꯃꯁꯨꯡ ꯀꯝꯄꯣꯖꯤꯁꯟꯗ ꯍꯥꯔꯃꯣꯅꯤꯒ ꯂꯣꯏꯅꯅ ꯔꯤꯄ꯭ꯔꯖꯦꯟꯠ ꯇꯧꯗꯨꯅ ꯙꯔꯝꯃꯒꯤ, ꯄꯨꯋꯥꯔꯤꯒꯤ ꯑꯃꯁꯨꯡ ꯃꯥꯏꯊꯣꯂꯣꯖꯤꯀꯦꯜ ꯊꯤꯝꯁꯤꯡꯒꯤ ꯃꯅꯨꯡꯗ ꯆꯠꯂꯤꯕ ꯋꯥꯔꯤꯁꯤꯡ ꯁꯦꯝꯈꯤ꯫ ꯃꯁꯤꯒꯤ ꯑꯣꯟꯅ-ꯇꯩꯅꯕꯗ, ꯃꯣꯗꯔꯟ ꯑꯥꯔꯠꯅ ꯃꯈꯜ ꯀꯌꯥꯒꯤ ꯃꯑꯣꯡ ꯃꯇꯧ ꯑꯃꯁꯨꯡ ꯈꯣꯡꯖꯪꯁꯤꯡ ꯌꯥꯎꯏ, ꯃꯁꯤꯗ ꯑꯦꯛꯁꯄꯔꯤꯃꯦꯟꯠ ꯑꯃꯁꯨꯡ ꯃꯤꯑꯣꯏꯕꯒꯤ ꯋꯥꯈꯜꯂꯣꯟꯗ ꯍꯦꯟꯅ ꯃꯤꯠꯌꯦꯡ ꯊꯝꯂꯤ꯫ ꯃꯣꯗꯔꯟ ꯑꯥꯔꯠꯀꯤ ꯄꯥꯟꯗꯝꯗꯤ ꯔꯤꯑꯦꯂꯤꯇꯤꯕꯨ ꯃꯗꯨꯒꯨꯝꯅ ꯔꯤꯄ꯭ꯔꯖꯦꯟꯠ ꯇꯧꯕ ꯅꯠꯇꯦ, ꯃꯗꯨꯒꯤ ꯃꯍꯨꯠꯇ ꯔꯤꯄ꯭ꯔꯖꯦꯟꯇꯦꯁꯟꯒꯤ ꯀꯟꯚꯦꯟꯁꯅꯦꯜ ꯅꯣꯇꯤꯁꯁꯤꯡꯕꯨ ꯆꯦꯂꯦꯟꯖ ꯇꯧꯕ ꯑꯃꯁꯨꯡ ꯑꯦꯛꯁꯄ꯭ꯔꯦꯁꯟꯒꯤ ꯑꯅꯧꯕ ꯃꯑꯣꯡꯁꯤꯡ ꯊꯤꯖꯤꯟꯕ, ꯔꯤꯑꯦꯂꯤꯇꯤꯒꯤ ꯁꯕ꯭ꯖꯦꯛꯇꯤꯕ ꯅꯦꯆꯔ ꯑꯗꯨ ꯐꯣꯡꯗꯣꯛꯄ, ꯑꯃꯁꯨꯡ ꯔꯤꯑꯦꯂꯤꯇꯤꯒꯤ ꯁꯣꯁꯤꯑꯦꯜ ꯑꯃꯁꯨꯡ ꯄꯣꯂꯤꯇꯤꯀꯦꯜ ꯑꯣꯏꯕ ꯋꯥꯈꯜꯂꯣꯟꯁꯤꯡ, ꯁꯤꯝꯕꯣꯜꯁꯤꯡ ꯑꯃꯁꯨꯡ ꯑꯦꯕꯁꯇ꯭ꯔꯦꯛꯁꯟꯁꯤꯡ ꯐꯣꯡꯗꯣꯛꯄ ꯑꯁꯤꯅꯤ꯫ ꯐꯧꯚꯤꯖꯝ, ꯀ꯭ꯌꯨꯕꯤꯖꯝ, ꯁꯔꯔꯤꯌꯥꯂꯤꯖꯝ ꯑꯃꯁꯨꯡ ꯑꯦꯕꯁꯇ꯭ꯔꯦꯛꯇ ꯑꯦꯛꯁꯄ꯭ꯔꯦꯁꯅꯤꯖꯝꯒꯨꯝꯕ ꯇꯦꯛꯅꯤꯛꯁꯤꯡꯅ ꯃꯥꯂꯦꯝ ꯑꯁꯤꯕꯨ ꯍꯦꯟꯅ ꯑꯅꯧꯕ, ꯐꯣꯡꯗꯣꯛꯄ ꯉꯝꯕ ꯑꯃꯁꯨꯡ ꯁ꯭ꯇꯥꯏꯂꯏꯖ ꯑꯣꯏꯕ ꯃꯑꯣꯡꯗ ꯔꯤꯄ꯭ꯔꯖꯦꯟꯠ ꯇꯧꯅꯕ ꯑꯅꯧꯕ ꯄꯥꯝꯕꯩꯁꯤꯡ ꯁꯦꯝꯈꯤ, ꯃꯁꯤꯅ ꯄꯣꯠꯁꯤꯡꯒꯤ ꯇ꯭ꯔꯦꯗꯤꯁꯅꯦꯜ ꯔꯤꯄ꯭ꯔꯖꯦꯟꯇꯦꯁꯟꯗꯒꯤ ꯂꯥꯞꯊꯣꯛꯂꯕ ꯋꯥꯔꯤꯁꯤꯡ ꯁꯦꯝꯈꯤ꯫ ꯈꯪꯖꯤꯟꯒꯗꯕ ꯑꯃꯅ, ꯔꯦꯅꯦꯁꯟꯁ ꯑꯥꯔꯠꯅ ꯇ꯭ꯔꯦꯗꯤꯁꯅꯦꯜ ꯊꯤꯝꯁꯤꯡꯗ ꯃꯤꯠꯌꯦꯡ ꯊꯝꯗꯨꯅ ꯔꯤꯑꯦꯂꯤꯖꯝ, ꯍꯥꯔꯃꯣꯅꯤ ꯑꯃꯁꯨꯡ ꯕꯦꯂꯦꯟꯁꯇ ꯑꯀꯟꯕ ꯋꯥꯐꯝ ꯊꯝꯈꯤ, ꯑꯗꯨꯒ ꯃꯣꯗꯔꯟ ꯑꯥꯔꯠꯅ ꯑꯦꯛꯁꯄ꯭ꯔꯤꯃꯦꯟꯠ ꯇꯧꯕ, ꯃꯁꯥꯅ ꯃꯁꯥꯕꯨ ꯐꯣꯡꯗꯣꯛꯆꯕ ꯑꯃꯁꯨꯡ ꯀꯟꯚꯦꯟꯁꯅꯦꯜ ꯔꯤꯄ꯭ꯔꯖꯦꯟꯇꯦꯁꯟꯗꯒꯤ ꯂꯥꯞꯊꯣꯛꯅꯕ ꯄꯨꯛꯅꯤꯡ ꯊꯧꯒꯠꯈꯤ꯫ ꯈꯦꯟꯅꯕ ꯂꯩꯔꯕꯁꯨ ꯑꯥꯔꯠꯀꯤ ꯃꯇꯝ ꯑꯅꯤꯃꯛꯇꯥ ꯑꯥꯔꯠꯀꯤ ꯆꯥꯎꯈꯠ-ꯊꯧꯔꯥꯡꯗ ꯃꯁꯛ ꯊꯣꯛꯄ ꯃꯇꯦꯡ ꯄꯥꯡꯈꯤ, ꯉꯝꯈꯩꯁꯤꯡ ꯊꯨꯒꯥꯏꯈꯤ ꯑꯃꯁꯨꯡ ꯑꯅꯧꯕ ꯃꯑꯣꯡꯒꯤ ꯋꯥꯈꯜꯂꯣꯟ ꯐꯣꯡꯗꯣꯛꯄꯗ ꯄꯨꯛꯅꯤꯡ ꯊꯧꯒꯠꯈꯤ꯫ ꯃꯈꯥꯗ ꯄꯤꯔꯤꯕ ꯀꯁꯇꯃꯔ ꯁꯦꯒꯃꯦꯟꯠ ꯑꯁꯤꯒꯤ ꯃꯇꯥꯡꯗ ꯃꯁꯛ ꯈꯪꯗꯣꯛꯄ꯫ ꯌꯨꯅꯥꯏꯇꯦꯗ ꯁ꯭ꯇꯦꯠ ꯇ ꯆꯍꯤ ꯇꯔꯥꯅꯤꯄꯥꯜ ꯗꯒꯤ ꯀꯨꯟꯃꯉꯥ ꯐꯥꯎꯕꯒꯤ ꯃꯔꯛꯇ ꯂꯩꯕ ꯑꯣꯟꯂꯥꯏꯟ ꯁꯣꯄꯔꯁꯤꯡ꯫ ꯆꯍꯤ ꯇꯔꯥꯅꯤꯄꯥꯜ ꯗꯒꯤ ꯀꯨꯟꯃꯉꯥ ꯐꯥꯎꯕꯒꯤ ꯃꯅꯨꯡꯗ ꯂꯩꯕ ꯌꯨꯅꯥꯏꯇꯦꯗ ꯁ꯭ꯇꯦꯠ ꯇ ꯑꯣꯟꯂꯥꯏꯟ ꯁꯣꯄꯔꯁꯤꯡꯅ ꯏ-ꯀꯝꯃꯔꯁꯀꯤ ꯊꯕꯛ ꯊꯧꯔꯝꯁꯤꯡꯗ ꯆꯥꯡ ꯅꯥꯏꯅ ꯁꯔꯨꯛ ꯌꯥꯕ ꯅꯍꯥ ꯑꯣꯏꯔꯤꯕ ꯑꯍꯜ ꯑꯣꯏꯔꯕ, ꯇꯦꯛꯅꯣꯂꯣꯖꯤ-ꯁꯦꯚꯤ ꯀꯁꯇꯃꯔ ꯁꯦꯒꯃꯦꯟꯠ ꯑꯃ ꯔꯤꯄ꯭ꯔꯖꯦꯟꯠ ꯇꯧꯔꯤ꯫ ꯆꯍꯤ ꯀꯥꯡꯂꯨꯞ ꯑꯁꯤ ꯗꯤꯖꯤꯇꯦꯜ ꯑꯣꯏꯅ ꯅꯦꯇꯤꯕ ꯑꯣꯏꯕ, ꯏꯟꯇꯔꯅꯦꯠꯀ ꯂꯣꯏꯅꯅ ꯆꯥꯎꯈꯠꯂꯛꯄ ꯑꯃꯁꯨꯡ ꯇꯦꯛꯅꯣꯂꯣꯖꯤꯗ ꯅꯨꯡꯉꯥꯏꯕ ꯄꯣꯛꯄ ꯌꯥꯏ꯫ ꯃꯈꯣꯏꯅ ꯇꯣꯉꯥꯟ ꯇꯣꯉꯥꯟꯕ ꯗꯤꯖꯤꯇꯦꯜ ꯄ꯭ꯂꯦꯠꯐꯣꯔꯝꯁꯤꯡ ꯑꯃꯁꯨꯡ ꯗꯤꯚꯥꯏꯁꯁꯤꯡ ꯁꯤꯖꯤꯟꯅꯗꯨꯅ ꯔꯤꯁꯔꯆ ꯇꯧꯕ, ꯆꯥꯡꯗꯝꯅꯕ ꯑꯃꯁꯨꯡ ꯑꯣꯟꯂꯥꯏꯟ ꯄꯣꯠꯊꯣꯛꯁꯤꯡ ꯑꯃꯁꯨꯡ ꯁꯔꯕꯤꯁꯁꯤꯡ ꯌꯣꯟꯕ ꯌꯥꯕꯒꯤ ꯑꯣꯏꯊꯣꯛꯄ ꯂꯩ꯫ ꯃꯈꯣꯏꯅ ꯑꯣꯟꯂꯥꯏꯟꯗ ꯄꯣꯠ ꯂꯩꯕꯒꯤ ꯇꯣꯉꯥꯟ-ꯇꯣꯉꯥꯟꯕ ꯃꯣꯇꯤꯚꯦꯁꯟꯁꯤꯡ ꯂꯩꯕ ꯌꯥꯏ, ꯃꯗꯨꯒꯤ ꯃꯅꯨꯡꯗ ꯈꯨꯗꯣꯡꯆꯥꯕ, ꯃꯈꯜ-ꯃꯈꯥ ꯀꯌꯥ, ꯑꯃꯁꯨꯡ ꯈ꯭ꯋꯥꯏꯗꯒꯤ ꯐꯕ ꯗꯤꯜꯁꯤꯡ ꯊꯨꯅ ꯊꯤꯕ ꯑꯃꯁꯨꯡ ꯆꯥꯡꯗꯝꯅꯕ ꯉꯝꯕ ꯑꯁꯤꯁꯨ ꯌꯥꯎꯏ꯫ ꯃꯈꯣꯏꯅ ꯌꯥꯝꯅ ꯊꯨꯅ ꯑꯃꯁꯨꯡ ꯐ꯭ꯔꯤ ꯑꯣꯏꯅ ꯁꯤꯄꯤꯡ ꯇꯧꯕ, ꯐꯖꯅ ꯔꯤꯇꯔꯟ ꯇꯧꯕ, ꯑꯃꯁꯨꯡ ꯄꯔꯁꯣꯅꯦꯂꯥꯏꯖ ꯇꯧꯔꯕ ꯔꯤꯀꯃꯦꯟꯗꯦꯁꯟꯁꯤꯡꯒꯤꯗꯃꯛꯁꯨ ꯑꯋꯥꯡꯕ ꯑꯦꯛꯁꯄꯦꯛꯇꯦꯁꯟ ꯂꯩꯕ ꯌꯥꯏ꯫ ꯃꯁꯤ ꯕꯤꯖꯤꯅꯦꯁꯁꯤꯡꯒꯤꯗꯃꯛꯇ ꯃꯃꯜ ꯂꯩꯕ ꯀꯁꯇꯃꯔ ꯁꯦꯒꯃꯦꯟꯠ ꯑꯃꯅꯤ, ꯃꯔꯝꯗꯤ ꯃꯈꯣꯏꯗ ꯑꯋꯥꯡꯕ ꯊꯥꯛꯀꯤ ꯑꯦꯡꯒꯦꯖꯃꯦꯟꯠ ꯑꯃꯁꯨꯡ ꯃꯇꯝ ꯁꯥꯡꯅ ꯂꯣꯏꯅꯕꯒꯤ ꯄꯣꯇꯦꯟꯁꯤꯌꯦꯜ ꯂꯩ꯫ ꯃꯈꯥꯗ ꯄꯤꯔꯤꯕ ꯀꯕꯦꯔꯤ ꯑꯁꯤ ꯑꯦꯗꯖꯁ ꯇꯧꯕꯤꯌꯨ ꯃꯔꯝ ꯑꯗꯨꯅ ꯃꯁꯤꯅ ꯑꯆꯨꯝꯕ ꯗꯦꯇꯥ ꯑꯗꯨ ꯔꯤꯇꯔꯟ ꯇꯧꯒꯅꯤ꯫